ꯊꯣꯝꯁꯟ ꯑꯁꯤ ꯔꯤꯖꯔꯕ ꯑꯗꯨꯕꯨ ꯂꯥꯏꯅꯤꯡꯗ ꯊꯥꯖꯕ ꯂꯩꯕ ꯑꯦꯡꯒ꯭ꯂꯤꯀꯥꯟ ꯑꯃꯅꯤ꯫ ꯃꯍꯥꯛꯀꯤ ꯑꯉꯟꯕ ꯃꯍꯩ-ꯃꯁꯤꯡ ꯑꯗꯨ ꯃꯍꯥꯛꯅ ꯊꯣꯏꯗꯣꯛ-ꯍꯦꯟꯗꯣꯛꯄ ꯍꯩꯁꯤꯡꯕ ꯑꯃꯁꯨꯡ ꯁꯥꯏꯟꯁꯇ ꯄꯨꯛꯅꯤꯡ ꯆꯪꯖꯕ ꯎꯠꯈꯤꯕ ꯑꯄꯤꯛꯄ ꯂꯅꯥꯏꯒꯤ ꯃꯍꯩꯁꯪꯁꯤꯡꯗ ꯑꯣꯏꯈꯤ꯫ ꯏꯪ ꯂꯤꯁꯤꯡ ꯑꯃꯒ ꯆꯅꯤꯄꯥꯜ ꯍꯨꯝꯗ꯭ꯔꯥꯗ ꯃꯍꯥꯛ ꯃꯦꯟꯆꯦꯁꯇꯔꯒꯤ ꯑꯣꯋꯦꯟꯁ ꯀꯣꯂꯦꯖ (ꯍꯧꯖꯤꯛ ꯑꯣꯏꯔꯤꯕ ꯌꯨꯅꯤꯚꯔꯁꯤꯇꯤ ꯑꯣꯐ ꯃꯥꯟꯆꯦꯁꯇꯔ) ꯗ ꯌꯥꯝꯅ ꯆꯨꯝꯅ ꯌꯥꯎꯗꯕ ꯆꯍꯤ ꯇꯔꯥꯃꯔꯤ ꯁꯨꯔꯛꯄꯗ ꯃꯤꯡ ꯆꯟꯕ ꯐꯪꯈꯤ ꯑꯃꯁꯨꯡ ꯊꯣꯝꯁꯟꯕꯨ ꯐꯤꯖꯤꯀꯦꯜ ꯔꯤꯁꯔ꯭ꯆ ꯇꯧꯕ ꯍꯧꯍꯟꯈꯤꯕ ꯐꯤꯖꯤꯛꯁꯀꯤ ꯄ꯭ꯔꯣꯐꯦꯁꯔ ꯕꯦꯜꯐꯣꯔ ꯁ꯭ꯇꯤꯋꯦꯠꯀꯤ ꯏꯊꯤꯜ ꯃꯈꯥꯗ ꯂꯥꯛꯈꯤ꯫ ꯊꯣꯝꯁꯟꯅ ꯀꯣꯟꯇꯦꯛ ꯏꯂꯦꯛꯇ꯭ꯔꯤꯐꯤꯀꯦꯁꯟꯗ ꯆꯥꯡꯌꯦꯡ ꯇꯧꯕ ꯍꯧꯈꯤ ꯑꯃꯁꯨꯡ ꯑꯊꯨꯕ ꯃꯇꯝꯗ ꯃꯍꯥꯛꯀꯤ ꯑꯍꯥꯟꯕ ꯁꯥꯏꯟꯇꯤꯐꯤꯛ ꯄꯦꯄꯔ ꯐꯣꯡꯈꯤ꯫ ꯃꯍꯥꯛꯀꯤ ꯃꯃꯥ-ꯃꯄꯥꯅ ꯃꯍꯥꯛꯄꯨ ꯂꯣꯀꯣꯃꯣꯇꯤꯞ ꯄꯨꯊꯣꯛꯄ ꯑꯃ ꯑꯣꯏꯔꯤꯕ, ꯁꯔꯞ,ꯁ꯭ꯇꯤꯋꯥꯔꯠ ꯑꯦꯟꯗ ꯀꯣꯗ ꯁꯤꯟꯐꯝ ꯇꯝꯐꯝ ꯏꯟꯖꯤꯅꯤꯌꯔ ꯑꯃ ꯑꯣꯏꯅ ꯃꯤꯡ ꯆꯟꯕ ꯊꯧꯔꯥꯡ ꯇꯧꯈꯤ, ꯑꯗꯨꯕꯨ ꯃꯍꯥꯛꯀꯤ ꯃꯄꯥ ꯂꯤꯁꯤꯡ ꯑꯃꯒ ꯆꯅꯤꯄꯥꯜ ꯍꯨꯝꯗ꯭ꯔꯥꯍꯨꯝꯗꯣꯏꯗ ꯂꯩꯈꯤꯗꯕ ꯃꯇꯝꯗ ꯊꯧꯔꯥꯡꯁꯤꯡ ꯑꯗꯨ ꯂꯦꯞꯈꯤ꯫ ꯃꯍꯥꯛ ꯏꯪ ꯂꯤꯁꯤꯡ ꯑꯃꯒ ꯆꯅꯤꯄꯥꯜ ꯍꯨꯝꯗ꯭ꯔꯥꯇꯔꯨꯛꯗ ꯀꯦꯝꯕ꯭ꯔꯤꯖꯀꯤ ꯇ꯭ꯔꯤꯅꯤꯇꯤ ꯀꯣꯂꯦꯖꯗ ꯆꯠꯈꯤ꯫ ꯏꯪ ꯂꯤꯁꯤꯡ ꯑꯃꯒ ꯆꯅꯤꯄꯥꯜ ꯃꯔꯐꯨꯗ ꯃꯍꯥꯛꯅ ꯃꯍꯥꯛꯀꯤ ꯕꯦꯆꯦꯂꯔ ꯑꯣꯐ ꯑꯥꯔꯠꯁ ꯗꯤꯒ꯭ꯔꯤ ꯑꯗꯨ ꯃꯦꯊꯃꯦꯇꯤꯛꯁꯇ ꯐꯪꯈꯤ(ꯇ꯭ꯔꯤꯄꯣꯁ ꯑꯅꯤꯁꯨꯕ ꯋ꯭ꯔꯦꯡꯂꯔ ꯑꯃꯁꯨꯡ ꯑꯅꯤꯁꯨꯕ ꯁ꯭ꯃꯤꯊꯀꯤ ꯃꯅꯥ)꯫ ꯃꯍꯥꯛꯅ ꯏꯪ ꯂꯤꯁꯤꯡ ꯑꯃꯒ ꯆꯅꯤꯄꯥꯜ ꯃꯔꯐꯨꯃꯥꯊꯣꯏꯗ ꯇ꯭ꯔꯤꯅꯤꯇꯤ ꯀꯣꯂꯦꯖꯛꯤꯗꯃꯛ ꯍꯥꯏꯖꯈꯤ ꯑꯃꯁꯨꯡ ꯐꯦꯂꯣ ꯑꯃ ꯑꯣꯏꯈꯤ꯫ ꯃꯍꯥꯛꯅ ꯃꯍꯥꯛꯀꯤ ꯃꯥꯁꯇꯔ ꯑꯣꯐ ꯑꯥꯔꯠꯁꯀꯤ ꯗꯤꯒ꯭ꯔꯤ ꯑꯗꯨ ꯏꯪ ꯂꯤꯁꯤꯡ ꯑꯃꯒ ꯆꯅꯤꯄꯥꯜ ꯃꯔꯐꯨꯍꯨꯝꯗꯣꯏꯗ ꯑꯦꯗꯝꯁ ꯄ꯭ꯔꯥꯏꯖ ꯂꯣꯏꯅꯅ ꯐꯪꯈꯤ꯫ ꯏꯃꯨꯡ ꯃꯅꯨꯡ ꯂꯤꯁꯤꯡ ꯑꯃꯒ ꯆꯅꯤꯄꯥꯜ ꯃꯧꯗ꯭ꯔꯥꯗ ꯊꯣꯝꯁꯟꯅ ꯁꯦꯟꯠ ꯃꯦꯔꯤ ꯗ ꯂꯦꯁ ꯆꯔꯆꯇ ꯔꯣꯖ ꯏꯂꯤꯁꯥꯕꯠ ꯄꯦꯒꯦꯠꯒ ꯂꯨꯍꯣꯡꯈꯤ꯫ ꯐꯤꯖꯤꯛꯁꯤꯌꯟ ꯑꯃ ꯑꯣꯏꯔꯤꯕ ꯑꯃꯁꯨꯡ ꯃꯇꯝ ꯑꯗꯨꯗ ꯀꯦꯝꯕ꯭ꯔꯤꯖꯇ ꯐꯤꯖꯤꯛꯁꯀꯤ ꯔꯦꯖꯤꯌꯁ ꯄ꯭ꯔꯣꯐꯦꯁꯔ ꯑꯣꯏꯔꯝꯕ ꯁꯔ ꯖꯣꯔ꯭ꯖ ꯑꯦꯗꯋꯥꯔ꯭ꯗ ꯄꯦꯒꯦꯠꯀꯤ ꯃꯆꯥꯅꯨꯄꯤ ꯑꯣꯏꯔꯤꯕ ꯔꯣꯖꯅ ꯐꯤꯖꯤꯛꯁꯇ ꯄꯨꯛꯅꯤꯡ ꯆꯪꯈꯤ꯫ ꯂꯤꯁꯤꯡ ꯑꯃꯒ ꯆꯅꯤꯄꯥꯜ ꯃꯔꯐꯨꯅꯤꯊꯣꯏꯗꯒꯤ ꯍꯧꯔꯗꯨꯅ ꯅꯨꯄꯤꯁꯤꯡꯅ ꯀꯦꯝꯕ꯭ꯔꯤꯖ ꯌꯨꯅꯤꯚꯔꯁꯤꯇꯤꯗ ꯎꯠꯄ ꯊꯧꯔꯝꯁꯤꯡ ꯑꯃꯁꯨꯡ ꯋꯥꯀꯠꯄꯁꯤꯡꯗ ꯁꯔꯨꯛ ꯌꯥꯕ ꯉꯝꯈꯤ꯫ ꯔꯣꯖꯅ ꯎꯠꯊꯣꯛꯄꯁꯤꯡ ꯑꯃꯁꯨꯡ ꯋꯥꯔꯤ ꯂꯤꯕꯁꯤꯡꯗ ꯁꯔꯨꯛ ꯌꯥꯈꯤ, ꯃꯈꯣꯏꯒꯤ ꯃꯅꯨꯡꯗ ꯊꯣꯝꯁꯟꯒꯤꯁꯨ ꯌꯥꯎꯈꯤ, ꯃꯁꯤꯅ ꯃꯈꯣꯏꯒꯤ ꯃꯔꯤ ꯑꯗꯨ ꯁꯦꯝꯒꯠꯈꯤ꯫ ꯃꯈꯣꯏꯒꯤ ꯃꯆꯥ ꯑꯅꯤ ꯂꯩꯈꯤ: ꯖꯣꯔ꯭ꯖ ꯄꯦꯒꯦꯠ ꯊꯣꯝꯁꯟ, ꯃꯍꯥꯛꯅ ꯏꯂꯦꯛꯇ꯭ꯔꯣꯟ ꯋꯦꯞ ꯄ꯭ꯔꯣꯄꯔꯇꯤꯁꯤꯡꯗ ꯇꯧꯈꯤꯕ ꯊꯕꯛ ꯑꯗꯨꯒꯤꯗꯃꯛ ꯅꯣꯕꯦꯜ ꯄ꯭ꯔꯥꯏꯖ ꯑꯃꯁꯨ ꯄꯤꯈꯤ, ꯑꯃꯁꯨꯡ ꯖꯣꯋꯟ ꯄꯦꯒꯦꯠ ꯊꯣꯝꯁꯟ (ꯃꯇꯨꯡꯗ ꯆꯥꯔꯅꯣꯛ), ꯃꯍꯥꯛꯅ ꯑꯉꯥꯡꯁꯤꯡꯒꯤ ꯂꯥꯏꯔꯤꯛꯁꯤꯡ, ꯋꯥꯔꯤ-ꯋꯥꯇꯥꯏ ꯅꯠꯇꯕ ꯑꯃꯁꯨꯡ ꯄꯨꯟꯁꯤ ꯋꯥꯔꯤꯁꯤꯡ ꯏꯗꯨꯅ ꯑꯏꯕ ꯑꯃ ꯑꯣꯏꯈꯤ꯫ ꯁꯤꯟꯐꯝ ꯑꯃꯁꯨꯡ ꯊꯤꯖꯤꯟꯕꯒꯤ ꯊꯕꯛ ꯌꯦꯡꯁꯤꯟꯕ ꯏꯪ ꯂꯤꯁꯤꯡ ꯑꯃꯒ ꯆꯅꯤꯄꯥꯜ ꯃꯔꯐꯨꯃꯔꯤꯒꯤ ꯗꯤꯁꯦꯝꯕꯔ ꯀꯨꯟꯅꯤꯊꯣꯏꯗ ꯊꯣꯝꯁꯟꯕꯨ ꯌꯨꯅꯤꯚꯔꯁꯤꯇꯤ ꯑꯣꯐ ꯀꯦꯝꯕ꯭ꯔꯤꯖ ꯐꯤꯖꯤꯛꯁꯀꯤ ꯀꯦꯚꯦꯟꯗꯤꯁ ꯄ꯭ꯔꯣꯐꯦꯁꯔ ꯑꯣꯏꯅ ꯍꯥꯞꯈꯤ꯫ ꯑꯣꯁꯕꯣꯔꯟ ꯔꯦꯅꯣꯜꯗ꯭ꯁ ꯅꯠꯇ꯭ꯔꯒ ꯔꯤꯆꯥ꯭ꯔꯠ ꯒ꯭ꯂꯦꯖꯕ꯭ꯔꯨꯛꯒꯨꯝꯕ ꯈꯟꯒꯠꯂꯕ ꯃꯤꯑꯣꯏꯁꯤꯡꯅ ꯆꯍꯤ ꯍꯦꯟꯅ ꯁꯨꯔꯕ ꯑꯃꯁꯨꯡ ꯂꯦꯕꯣꯔꯦꯇꯔꯤꯗ ꯊꯕꯛ ꯇꯧꯕꯗ ꯍꯦꯟꯅ ꯈꯪ-ꯍꯩꯕ ꯑꯣꯏꯕꯅ ꯃꯔꯝ ꯑꯣꯏꯗꯨꯅ ꯊꯕꯛ ꯈꯟꯕꯒꯤ ꯊꯕꯛ ꯑꯁꯤꯅ ꯌꯥꯝꯅ ꯉꯛꯍꯟꯈꯤ꯫ ꯊꯣꯝꯁꯟ ꯑꯁꯤ ꯃꯦꯊꯥꯃꯦꯇꯤꯛ꯭ꯁ ꯑꯃ ꯑꯣꯏꯅ ꯃꯍꯥꯛꯀꯤ ꯊꯕꯛ ꯑꯗꯨꯒꯤꯗꯃꯛ ꯈꯪꯅꯔꯝꯃꯤ, ꯃꯐꯝ ꯑꯗꯨꯗ ꯃꯍꯥꯛꯄꯨ ꯊꯣꯏꯗꯣꯛ ꯍꯦꯟꯗꯣꯛꯄ ꯍꯩꯁꯤꯡꯕ ꯑꯃ ꯑꯣꯏꯅ ꯈꯪꯅꯔꯝꯃꯤ꯫ "ꯒꯦꯁꯅ ꯃꯩ ꯆꯂꯥꯏꯕꯒꯤ ꯃꯇꯥꯡꯗ ꯃꯍꯥꯛꯀꯤ ꯊꯤꯑꯣꯔꯤꯇꯤꯀꯦꯜ ꯑꯃꯁꯨꯡ ꯆꯥꯡꯌꯦꯡꯒꯤ ꯑꯣꯏꯕ ꯊꯤꯖꯟ ꯍꯨꯝꯖꯟꯕꯁꯤꯡꯒꯤ ꯑꯆꯧꯕ ꯃꯇꯤꯛꯁꯤꯡ ꯑꯗꯨ ꯃꯁꯛ ꯇꯥꯛꯂꯗꯨꯅ" ꯃꯍꯥꯛꯄꯨ ꯅꯣꯕꯦꯜ ꯄ꯭ꯔꯥꯏꯖ ꯄꯤꯈꯤ꯫ ꯃꯍꯥꯛꯄꯨ ꯏꯪ ꯂꯤꯁꯤꯡ ꯑꯃꯒ ꯆꯃꯥꯄꯜ ꯁꯨꯞꯅ ꯅꯤꯄꯥꯜꯗ ꯅꯥꯏꯠ ꯄꯤꯈꯤ ꯑꯃꯁꯨꯡ ꯏꯪ ꯂꯤꯁꯤꯡ ꯑꯃꯒ ꯆꯃꯥꯄꯜ ꯇꯔꯥꯅꯤꯊꯣꯏꯗ ꯑꯣꯔꯗꯔ ꯑꯣꯐ ꯃꯦꯔꯤꯠ ꯍꯥꯞꯈꯤ꯫ ꯏꯪ ꯂꯤꯁꯤꯡ ꯑꯃꯒ ꯆꯃꯥꯄꯜ ꯇꯔꯥꯃꯔꯤꯗ ꯃꯍꯥꯛꯅ ꯑꯣꯛ꯭ꯁꯐꯣꯔ꯭ꯗꯇ "ꯗ ꯑꯦꯇꯣꯃꯤꯛ ꯊꯤꯑꯣꯔꯤ" ꯒꯤ ꯃꯇꯥꯡꯗ ꯔꯣꯃꯥꯅꯦꯁ ꯂꯦꯛꯆꯔ ꯄꯤꯈꯤ꯫ ꯏꯪ ꯂꯤꯁꯤꯡ ꯑꯃꯒ ꯆꯃꯥꯄꯜ ꯇꯔꯥꯅꯤꯄꯥꯜꯗ ꯃꯍꯥꯛ ꯀꯦꯝꯕ꯭ꯔꯤꯖ ꯇ꯭ꯔꯤꯅꯤꯇꯤ ꯀꯣꯂꯦꯖꯇ ꯃꯥꯁꯇꯔ ꯑꯣꯏꯈꯤ, ꯃꯐꯝ ꯑꯗꯨꯗ ꯃꯍꯥꯛꯅ ꯂꯩꯈꯤꯗ꯭ꯔꯤꯕ ꯐꯥꯎꯕ ꯂꯩꯈꯤ꯫ ꯃꯍꯥꯛ ꯏꯪ ꯂꯤꯁꯤꯡ ꯑꯃꯒ ꯆꯃꯥꯄꯜ ꯅꯤꯐꯨꯒꯤ ꯑꯣꯒꯁ ꯀꯨꯟꯊ꯭ꯔꯥꯗ ꯂꯩꯈꯤꯗꯦ, ꯃꯍꯥꯛꯀꯤ ꯃꯩꯁꯥ ꯑꯗꯨ ꯋꯦꯁꯃꯤꯟꯁ꯭ꯇꯔ ꯑꯦꯕꯦ, ꯁꯥꯔ ꯑꯥꯏꯖꯦꯛ ꯅ꯭ꯌꯨꯇꯟ ꯑꯃꯁꯨꯡ ꯃꯍꯥꯛꯀꯤ ꯍꯥꯟꯅꯒꯤ ꯃꯍꯩꯔꯣꯏ ꯑꯔꯅꯦꯁ ꯔꯨꯗꯔꯐꯣꯔꯠ ꯀꯕꯔꯁꯤꯡꯒꯤ ꯃꯅꯥꯛꯇ ꯂꯩꯈꯤꯗꯦ꯫ ꯔꯨꯗꯔꯐꯣꯔꯠꯅ ꯃꯍꯥꯛꯀꯤ ꯃꯇꯨꯡꯗ ꯐꯤꯖꯤꯛꯁꯀꯤ ꯀꯦꯚꯦꯟꯗꯤꯁ ꯄ꯭ꯔꯣꯐꯦꯁꯔ ꯑꯣꯏꯈꯤ꯫ ꯊꯣꯝꯁꯟꯒꯤ ꯊꯤꯖꯤꯟꯕꯗ ꯃꯇꯦꯡ ꯄꯥꯡꯕꯁꯤꯡ ꯑꯃꯁꯨꯡ ꯖ꯭ꯌꯨꯅꯤꯌꯔ ꯀꯣꯑꯣꯄꯔꯁꯤꯡ (ꯆꯥꯔꯂꯦꯁ ꯒ꯭ꯂꯣꯕꯔ ꯕꯥꯔꯀꯂꯥ, ꯅꯤꯜꯁ ꯕꯣꯔ, ꯃꯦꯛꯁ ꯕꯣꯔꯣꯟ, ꯋꯤꯂ꯭ꯌꯝ ꯍꯦꯟꯔꯤ ꯕ꯭ꯔꯥꯒ, ꯑꯣꯋꯦꯟ ꯋꯤꯂꯟꯁ ꯔꯤꯆꯥꯔꯗꯁꯟ